ꯆꯩꯅ ꯑꯃꯁꯨꯡ ꯐ꯭ꯔꯥꯟꯁꯀꯤ ꯆꯥꯛꯆꯥ-ꯏꯊꯛꯁꯤꯡꯒꯤ ꯃꯔꯛꯇꯥ ꯂꯩꯔꯤꯕ ꯈꯦꯠꯅꯕ ꯑꯗꯨ ꯐꯣꯡꯗꯣꯛꯄꯤꯌꯨ꯫ ꯆꯩꯅ ꯑꯃꯁꯨꯡ ꯐ꯭ꯔꯥꯟꯁꯀꯤ ꯆꯥꯛꯆꯥ-ꯏꯊꯛ ꯑꯅꯤꯃꯛ ꯃꯈꯣꯏꯒꯤ ꯑꯈꯟꯅꯕꯥ ꯃꯁꯛ, ꯄꯣꯠꯂꯝꯁꯤꯡ ꯑꯃꯁꯨꯡ ꯆꯥꯛ ꯊꯣꯡꯕꯒꯤ ꯇꯦꯛꯅꯤꯛꯁꯤꯡꯒꯤꯗꯃꯛꯇꯥ ꯃꯥꯂꯦꯝ ꯁꯤꯟꯕ ꯊꯨꯡꯅ ꯃꯃꯤꯡ ꯆꯠꯂꯤ꯫ ꯑꯗꯨꯒꯨꯝ ꯑꯗꯨꯝ ꯑꯣꯏꯅꯃꯛ ꯃꯈꯣꯏꯕꯨ ꯇꯣꯉꯥꯟꯅ ꯇꯥꯍꯜꯂꯤꯕ ꯈꯦꯟꯅꯕ ꯀꯌꯥ ꯂꯩꯔꯤ꯫ ꯄꯣꯠꯂꯝꯁꯤꯡꯒꯤ ꯃꯇꯥꯡꯗ ꯍꯥꯏꯔꯕꯗ, ꯆꯥꯏꯉꯤ ꯆꯥꯛꯆꯥ-ꯏꯊꯛꯁꯤꯡꯗꯥ ꯆꯦꯡ, ꯅꯨꯡꯁꯤꯠ, ꯎꯍꯩ-ꯋꯍꯩ, ꯑꯃꯁꯨꯡ ꯁꯣꯌꯥꯒꯤ ꯄꯣꯠꯊꯣꯛꯁꯤꯡ ꯍꯥꯏꯕꯗꯤ ꯇꯣꯐꯨ, ꯁꯣꯌꯥ ꯁꯣꯁ ꯑꯃꯁꯨꯡ ꯕꯤꯟ ꯄꯤꯁ ꯑꯁꯤ ꯃꯁꯛ ꯊꯣꯀꯄꯥ ꯄꯣꯠꯂꯝꯁꯤꯡ ꯌꯥꯝꯅ ꯁꯤꯖꯤꯟꯅꯩ꯫ ꯍꯨꯏꯒꯤ ꯃꯆꯤꯟꯖꯥꯛ, ꯉꯥ, ꯌꯦꯔꯨꯝ, ꯑꯃꯁꯨꯡ ꯁꯃꯨꯗ꯭ꯔꯒꯤ ꯆꯤꯟꯖꯥꯛꯁꯤꯡ ꯑꯁꯤꯅꯆꯤꯡꯕ ꯃꯆꯤꯟꯖꯥꯛꯁꯤꯡꯁꯨ ꯌꯥꯝꯅ ꯇꯣꯏꯅ ꯊꯣꯛꯏ꯫ ꯃꯁꯤꯒꯤ ꯑꯣꯟꯅ-ꯇꯩꯅꯕꯗ, ꯐ꯭ꯔꯥꯟꯁꯀꯤ ꯆꯥꯛꯆꯥ-ꯏꯊꯛ ꯑꯁꯤ ꯆꯦꯡ, ꯕꯠꯇꯔ, ꯀ꯭ꯔꯤꯝ, ꯑꯃꯁꯨꯡ ꯋꯥꯏꯉꯨꯝꯕ ꯑꯅꯧꯕ, ꯑꯋꯥꯡꯕ ꯊꯥꯛꯀꯤ ꯄꯣꯠꯂꯝꯁꯤꯡ ꯁꯤꯖꯤꯟꯅꯕꯇ ꯅꯠꯇꯅ ꯇꯣꯉꯥꯟ ꯇꯣꯉꯥꯟꯕ ꯃꯅꯥ-ꯃꯁꯤꯡ, ꯉꯥ, ꯂꯝ, ꯑꯃꯁꯨꯡ ꯒꯝ ꯌꯥꯎꯅ ꯁꯤꯖꯤꯟꯅꯕꯒꯤꯗꯃꯛ ꯈꯪꯅꯩ꯫ ꯆꯥꯛ ꯊꯣꯡꯕꯒꯤ ꯇꯦꯛꯅꯤꯛꯁꯤꯡꯁꯨ ꯆꯥꯛꯁꯪ ꯑꯅꯤ ꯑꯁꯤꯒꯤ ꯃꯔꯛꯇꯥ ꯈꯦꯠꯅꯩ꯫ ꯆꯥꯏꯉꯤ ꯆꯥꯛ ꯊꯣꯡꯕꯗ ꯑꯌꯥꯝꯕꯅ ꯊꯣꯡ-ꯊꯥꯛꯄ, ꯗꯤꯞ-ꯐ꯭ꯔꯥꯏ ꯇꯧꯕ, ꯁ꯭ꯇꯤꯝ ꯇꯧꯕ ꯅꯠꯇ꯭ꯔꯒꯥ ꯕꯣꯏꯜꯁꯤꯡ ꯇꯧꯕ ꯌꯥꯎꯋꯤ, ꯑꯗꯨꯒ ꯐ꯭ꯔꯥꯟꯁꯀꯤ ꯆꯥꯛꯆꯥ-ꯏꯊꯛ ꯑꯁꯤꯅ ꯄꯣꯠꯂꯝꯁꯤꯡꯒꯤ ꯃꯁꯛ ꯑꯗꯨ ꯐꯣꯡꯗꯣꯛꯅꯕ ꯇꯞꯅ ꯇꯞꯅ ꯆꯥꯛ ꯊꯣꯡꯕꯒꯤ ꯇꯦꯛꯅꯤꯛꯁꯤꯡ, ꯍꯥꯏꯕꯗꯤ ꯔꯣꯁꯇꯤꯡ, ꯁꯣꯠ ꯑꯃꯁꯨꯡ ꯕꯣꯏꯜꯁꯤꯡꯗ ꯊꯥꯖꯕ ꯊꯝꯂꯤ꯫ ꯄ꯭ꯔꯖꯦꯟꯇꯦꯁꯟ ꯑꯃꯁꯨꯡ ꯄꯣꯔꯁꯟꯒꯤ ꯁꯥꯏꯖ ꯑꯁꯤ ꯑꯇꯣꯞꯄ ꯈꯦꯠꯅꯕ ꯑꯃꯅꯤ꯫ ꯆꯥꯏꯉꯤ ꯆꯥꯛꯆꯥ-ꯏꯊꯛꯁꯤꯡꯅꯥ ꯆꯠꯅꯕꯤꯒꯤ ꯃꯇꯨꯡ ꯏꯟꯅꯥ ꯐꯨꯗ ꯄ꯭ꯔꯖꯦꯟꯇꯦꯁꯟꯒꯤ ꯑꯥꯔꯇꯄꯨ ꯌꯥꯝꯅ ꯃꯔꯨ ꯑꯣꯏꯅ ꯂꯧꯏ ꯑꯃꯁꯨꯡ ꯆꯥꯛꯁꯤꯡ ꯑꯁꯤ ꯑꯌꯥꯝꯕꯅ ꯀꯝꯌꯨꯅꯤꯇꯤꯒꯤ ꯃꯑꯣꯡꯗ ꯄꯤꯖꯩ, ꯃꯁꯤꯗ ꯑꯆꯧꯕ ꯁꯔꯨꯛꯁꯤꯡ ꯑꯁꯤ ꯀꯥꯡꯂꯨꯞ ꯑꯃꯒꯤ ꯃꯔꯛꯇ ꯁꯤꯌꯔ ꯇꯧꯅꯕ ꯍꯥꯏꯕꯅꯤ꯫ ꯃꯥꯏꯀꯩ ꯑꯃꯔꯣꯝꯗꯥ ꯐ꯭ꯔꯥꯟꯁꯀꯤ ꯆꯥꯛꯆꯥ-ꯏꯊꯛꯁꯤꯡꯅ ꯃꯤꯑꯣꯏ ꯑꯃꯒꯤ ꯄꯔꯖꯦꯟꯇꯦꯁꯟꯗ ꯍꯦꯟꯅ ꯃꯤꯠꯌꯦꯡ ꯊꯝꯂꯤ, ꯃꯁꯤꯗ ꯆꯥꯛꯁꯤꯡ ꯑꯁꯤ ꯆꯦꯛꯁꯤꯟꯅ ꯄ꯭ꯂꯦꯠ ꯇꯧꯏ ꯑꯃꯁꯨꯡ ꯑꯌꯥꯝꯕꯅ ꯑꯄꯤꯛꯄ, ꯍꯦꯟꯅ ꯀꯟꯇ꯭ꯔꯣꯜ ꯇꯧꯕ ꯄꯣꯔꯁꯟ ꯁꯥꯏꯖꯁꯤꯡꯗ ꯄꯤ꯫ ꯐ꯭ꯂꯦꯕꯔ ꯑꯃꯁꯨꯡ ꯁꯥꯢꯖꯅꯁꯨ ꯀꯨꯏꯖꯤꯟ ꯑꯅꯤ ꯑꯁꯤꯒꯤ ꯃꯔꯛꯇ ꯇꯣꯉꯥꯜꯂꯤ꯫ ꯆꯥꯏꯉꯤ ꯆꯤꯟꯖꯥꯛꯁꯤꯡ ꯑꯁꯤ ꯕꯣꯜꯗ ꯑꯃꯁꯨꯡ ꯄ꯭ꯂꯥꯖꯦꯟꯇꯥ ꯐ꯭ꯂꯦꯕꯔꯁꯤꯡꯒꯤꯗꯃꯛꯇ ꯈꯪꯅꯩ, ꯑꯌꯥꯝꯕꯅ ꯃꯁꯛ ꯊꯣꯛꯄꯥ, ꯁꯣꯁ, ꯑꯃꯁꯨꯡ ꯖꯤꯟꯖꯥꯔ, ꯂꯐꯣꯏ, ꯁꯤꯆꯨꯌꯥꯟ ꯄꯦꯄꯔꯀꯣꯔꯟ, ꯑꯃꯁꯨꯡ ꯃꯁꯛ ꯃꯉꯥꯒꯤ ꯄꯥꯎꯗꯔꯒꯨꯝꯕ ꯁꯤꯖꯟꯁꯤꯡ ꯁꯤꯖꯤꯟꯅꯗꯨꯅ ꯃꯆꯤ ꯑꯣꯏꯕ, ꯇꯔꯨ ꯇꯅꯥꯟꯕ, ꯂꯣꯏꯕ ꯅꯥꯏꯗꯕ, ꯇꯔꯨ ꯇꯅꯥꯟꯕ ꯑꯃꯁꯨꯡ ꯃꯆꯤ ꯑꯣꯏꯕ ꯆꯤꯟꯖꯥꯛꯁꯤꯡꯒꯤ ꯕꯦꯂꯦꯟꯁ ꯑꯃ ꯐꯪꯏ꯫ ꯐ꯭ꯔꯥꯟꯁꯀꯤ ꯆꯥꯛꯆꯥ-ꯏꯊꯛ ꯑꯁꯤ ꯃꯍꯧꯁꯥꯅ ꯍꯦꯟꯅ ꯃꯌꯦꯛ ꯁꯦꯡꯏ, ꯃꯁꯤꯗ ꯄꯣꯠꯂꯝꯁꯤꯡꯒꯤ ꯃꯍꯧꯁꯥꯒꯤ ꯃꯁꯛꯁꯤꯡ ꯍꯦꯟꯒꯠꯍꯟꯕꯗ ꯃꯤꯠꯌꯦꯡ ꯊꯝꯃꯤ, ꯇꯥꯏꯝ, ꯔꯣꯁꯃꯦꯔꯤ, ꯑꯃꯁꯨꯡ ꯇꯦꯔꯥꯒꯣꯟꯒꯨꯝꯕ ꯃꯍꯩ-ꯃꯔꯣꯡꯁꯤꯡ ꯁꯤꯖꯤꯟꯅꯕꯇ ꯅꯠꯇꯅ ꯂꯣꯟ ꯑꯃꯁꯨꯡ ꯃꯅꯥ-ꯃꯁꯤꯡꯒꯨꯝꯕꯥ ꯏꯆꯝ ꯆꯝꯕ ꯁꯤꯖꯟꯁꯤꯡ ꯁꯤꯖꯤꯟꯅꯩ꯫ ꯑꯄꯨꯟꯕ ꯑꯣꯏꯅ ꯆꯥꯏꯅ ꯑꯃꯁꯨꯡ ꯐ꯭ꯔꯥꯟꯁꯀꯤ ꯆꯥꯛꯆꯥ-ꯏꯊꯛ ꯑꯅꯤꯃꯛꯀꯤ ꯃꯁꯥꯒꯤ ꯑꯣꯏꯕ ꯑꯈꯟꯅꯕ ꯑꯃꯁꯨꯡ ꯏꯅꯥꯛ ꯈꯨꯜꯂꯕ ꯀꯨꯂꯤꯅꯔꯤ ꯇ꯭ꯔꯦꯗꯤꯁꯟ ꯂꯩ, ꯑꯗꯨꯕꯨ ꯄꯣꯠꯂꯝꯁꯤꯡ, ꯆꯥꯛ ꯊꯣꯡꯕꯒꯤ ꯇꯦꯛꯅꯤꯛ, ꯄꯔꯖꯦꯟꯇꯦꯁꯟ, ꯄꯣꯔꯁꯟ ꯁꯥꯏꯖ ꯑꯃꯁꯨꯡ ꯐ꯭ꯂꯦꯕꯔꯒꯤ ꯃꯇꯥꯡꯗ ꯈꯦꯠꯅꯩ꯫ ꯇꯦꯛꯁ ꯑꯃ ꯄꯤꯔꯒ, ꯇꯦꯛꯁ ꯑꯗꯨ ꯃꯈꯥꯗ ꯄꯤꯔꯤꯕ ꯀꯦꯇꯦꯒꯣꯔꯤꯁꯤꯡ ꯑꯁꯤꯒꯤ ꯃꯅꯨꯡꯗ ꯑꯥ ꯃꯅꯨꯡꯗ ꯑꯃꯗ ꯈꯥꯏꯗꯣꯛꯎ: ꯐꯤꯛꯁꯟ, ꯅꯟ-ꯐꯤꯛꯁꯟ, ꯑꯣꯄꯤꯅꯤꯌꯟ ꯅꯠꯇ꯭ꯔꯒ ꯑꯇꯩ꯫ ꯋꯔꯤꯃꯆꯥ ꯑꯁꯤꯅ ꯃꯍꯧꯁꯥꯕꯨ ꯉꯥꯛ-ꯁꯦꯟꯕꯒꯤ ꯃꯔꯨꯑꯣꯏꯕꯒꯤ ꯃꯇꯥꯡꯗ ꯋꯔꯤ ꯁꯥꯔꯤ꯫ ꯋꯍꯩ ꯑꯁꯤ "ꯅꯟ-ꯐꯤꯛꯁꯟ" ꯍꯥꯏꯅ ꯀ꯭ꯂꯥꯁꯤꯐꯥꯏ ꯇꯧꯕ ꯌꯥꯏ꯫ ꯑꯦꯗꯚꯔꯕ ꯑꯃꯒꯤ ꯑꯐꯕꯥ ꯈꯨꯗꯝ ꯑꯃꯥ ꯄꯤꯌꯨ꯫ ꯑꯦꯗꯚꯔꯕ ꯍꯥꯏꯕꯁꯤ ꯕꯔꯕ, ꯑꯦꯖꯦꯛꯇꯤꯚ ꯅꯠꯇ꯭ꯔꯒ ꯑꯇꯣꯞꯄ ꯑꯦꯗꯚꯔꯕ ꯑꯃꯕꯨ ꯃꯣꯗꯤꯐꯥꯏ ꯇꯧꯕ ꯅꯠꯇ꯭ꯔꯒ ꯐꯣꯡꯗꯣꯛꯄ ꯋꯍꯩ ꯑꯃꯅꯤ꯫ ꯈꯨꯗꯝ ꯑꯣꯏꯅꯥ, "ꯊꯨꯅꯥ" ꯍꯥꯏꯕꯁꯤ ꯑꯦꯗꯚꯔꯕ ꯑꯃꯅꯤ꯫ ꯋꯍꯩ ꯑꯃꯗ ꯍꯥꯏꯔꯕꯗ, ꯃꯁꯤ ꯑꯁꯤꯒꯨꯝꯅ ꯁꯤꯖꯤꯟꯅꯕ ꯌꯥꯏ: "ꯃꯍꯥꯛꯅ ꯑꯣꯐꯤꯁ ꯊꯗꯣꯛꯇ꯭ꯔꯤꯉꯩ ꯃꯃꯥꯡꯗ ꯃꯍꯥꯛꯀꯤ ꯊꯕꯛ ꯊꯨꯅ ꯂꯣꯏꯁꯤꯟꯈꯤ꯫" ꯋꯍꯩ ꯄꯔꯦꯡ ꯑꯁꯤꯗ "ꯊꯨꯅ" ꯍꯥꯏꯕ ꯋꯍꯩ ꯑꯁꯤꯅ ꯃꯍꯥꯛꯀꯤ ꯊꯕꯛ ꯑꯁꯤ ꯀꯔꯝꯅ ꯂꯣꯏꯁꯤꯠꯈꯤꯕꯒꯦ ꯍꯥꯏꯕꯗꯨ ꯇꯥꯛꯏ꯫